ꯃꯤꯌꯥꯝꯗ ꯋꯥ ꯉꯥꯡꯅꯕꯒꯤꯗꯃꯛ ꯑꯦꯅꯤꯃꯦꯜ ꯃꯦꯇꯥꯐꯣꯔ ꯃꯉꯥ ꯑꯃꯁꯨꯡ ꯃꯈꯣꯏꯒꯤ ꯗꯦꯐꯤꯅꯤꯁꯟꯒꯤ ꯂꯤꯁ ꯑꯃ ꯁꯦꯝꯃꯨ꯫ "ꯁ꯭ꯇꯦꯖꯗꯥ ꯂꯩꯕ ꯂꯥꯏꯔꯕ ꯑꯃ" ꯊꯥꯖꯕ, ꯁꯛꯇꯤ ꯑꯃꯁꯨꯡ ꯑꯣꯗꯤꯑꯣꯗ ꯌꯦꯡꯂꯤꯕ ꯃꯤꯑꯣꯏꯁꯤꯡꯒꯤ ꯄꯨꯛꯅꯤꯡ ꯆꯤꯡꯁꯤꯟꯕ ꯉꯝꯕꯒꯤ ꯊꯧꯅ ꯎꯠꯄꯥ ꯋꯥꯉꯥꯡꯂꯣꯏ ꯑꯃꯕꯨ ꯈꯉꯅꯩ꯫ "ꯋꯥꯍꯩꯁꯤꯡꯒ ꯂꯣꯏꯅꯅꯥ ꯆꯦꯃꯦꯂꯤꯌꯟ ꯑꯃ" ꯃꯈꯣꯏꯒꯤ ꯑꯣꯗꯤꯑꯣ-ꯚꯤꯖꯨꯑꯦꯜꯒꯤ ꯃꯊꯧ ꯇꯥꯕꯁꯤꯡ ꯑꯃꯁꯨꯡ ꯏꯟꯇꯔꯦꯁ꯭ꯇꯁꯤꯡꯒ ꯆꯨꯅꯕꯥ ꯃꯑꯣꯡꯗ ꯃꯈꯣꯏꯒꯤ ꯂꯣꯟ, ꯇꯣꯟ ꯅꯠꯇꯔꯒ ꯄ꯭ꯔꯖꯦꯟꯇꯦꯁꯒꯤ ꯃꯑꯣꯡ ꯃꯇꯧ ꯑꯗꯨ ꯁꯦꯝꯗꯣꯛꯄꯥ ꯉꯝꯕꯥ ꯋꯥꯉꯥꯡꯂꯣꯏ ꯑꯃꯕꯨ ꯇꯥꯛꯏ꯫ "ꯂꯧꯁꯤꯡ ꯂꯩꯕ ꯑꯍꯜ ꯑꯃ" ꯃꯈꯣꯏꯒꯤ ꯑꯣꯗꯤꯑꯣꯗ ꯃꯈꯣꯏꯒꯤ ꯑꯦꯛꯁꯄꯔꯇꯁꯤꯡ ꯑꯗꯨ ꯁꯦꯌꯔ ꯇꯧꯕꯗ ꯂꯧꯁꯤꯡ ꯂꯩꯕꯥ, ꯋꯥꯈꯜ ꯈꯟꯕ ꯑꯃꯁꯨꯡ ꯑꯦꯛꯁꯄꯔꯤꯌꯦꯟꯁ ꯂꯩꯕ ꯋꯥꯉꯥꯡꯂꯣꯏ ꯑꯃꯕꯨ ꯈꯡꯅꯩ꯫ "ꯁꯥꯔꯀꯁꯁꯤꯡꯒꯤ ꯃꯔꯛꯇꯥ ꯗꯣꯂꯐꯤꯟ ꯑꯃ" ꯁꯤꯡꯅꯕ ꯐꯤꯚꯝꯁꯤꯡ, ꯃꯔꯨꯑꯣꯏꯅ ꯃꯔꯨꯞ-ꯃꯄꯥꯡ ꯑꯣꯏꯗꯕ ꯑꯣꯗꯤꯑꯣꯗ, ꯊꯧꯖꯥꯜ, ꯂꯧꯁꯤꯡ ꯑꯃꯁꯨꯡ ꯐꯤꯠꯅꯦꯁꯀꯥ ꯂꯣꯏꯅꯅꯥ ꯆꯠꯄꯥ ꯉꯝꯕ ꯋꯥꯉꯥꯡꯂꯣꯏ ꯑꯃꯕꯨ ꯐꯣꯡꯗꯣꯛꯏ꯫ ꯃꯄꯨꯡ ꯐꯥꯅ ꯎꯠꯄꯥ ꯃꯈꯣꯏꯒꯤ ꯐꯤꯔꯣꯜꯁꯤꯡꯒ ꯂꯣꯏꯅꯅꯥ ꯃꯌꯨꯝ ꯑꯃ" ꯃꯈꯣꯏꯒꯤ ꯆꯦꯔꯤꯖꯝ, ꯆꯦꯝꯄꯤꯌꯟ, ꯑꯃꯁꯨꯡ ꯁꯣꯃꯦꯅꯁꯤꯞꯀꯤ ꯈꯨꯠꯊꯥꯡꯗ ꯑꯣꯗꯤꯑꯣꯗ ꯃꯤꯠꯌꯦꯡ ꯊꯝꯕꯥ ꯉꯝꯕꯥ ꯋꯥꯉꯥꯡꯂꯣꯏ ꯑꯃꯕꯨ ꯈꯪꯅꯩ꯫ ꯏꯐꯦꯛꯇꯤꯕ ꯃꯤꯁꯟ ꯁ꯭ꯇꯦꯠꯃꯦꯟꯇ ꯑꯃꯒꯤ ꯑꯦꯇꯔꯤꯕ꯭ꯌꯨꯠ ꯃꯔꯤ ꯑꯗꯨ ꯀꯔꯤꯅꯣ? ꯏꯐꯦꯛꯇꯤꯕ ꯃꯤꯁꯟ ꯁ꯭ꯇꯦꯠꯃꯦꯟꯇ ꯑꯃ ꯃꯍꯧꯁꯥꯅ ꯃꯔꯨꯑꯣꯏꯕ ꯑꯦꯇꯔꯤꯕ꯭ꯌꯨꯠ ꯃꯔꯤꯅ ꯃꯁꯛ ꯇꯥꯛꯏ: ꯃꯌꯦꯛ ꯁꯦꯡꯕꯥ, ꯀꯨꯞꯅꯥ ꯌꯦꯡꯁꯤꯟꯕꯥ, ꯏꯟꯁꯄꯤꯔꯦꯁꯟ ꯑꯃꯁꯨꯡ ꯄꯥꯟꯗꯝ꯫ ꯃꯌꯦꯛ ꯁꯦꯡꯕꯥ: ꯏꯐꯦꯛꯇꯤꯕ ꯑꯣꯏꯕꯥ ꯃꯤꯁꯟ ꯁ꯭ꯇꯦꯠꯃꯦꯟꯇ ꯑꯃ ꯃꯌꯦꯛ ꯁꯦꯡꯏ ꯑꯃꯁꯨꯡ ꯌꯥꯝꯅ ꯂꯥꯏꯅ ꯈꯪꯕ ꯉꯝꯃꯤ꯫ ꯃꯁꯤ ꯏꯆꯝ ꯆꯝꯕꯥ ꯂꯣꯟꯗ ꯏꯕꯥ ꯇꯥꯏ ꯑꯃꯁꯨꯡ ꯇꯦꯛꯅꯤꯀꯦꯜꯒꯤ ꯑꯣꯏꯕ ꯋꯥꯍꯩ ꯅꯠꯇꯔꯒ ꯀꯝꯄꯂꯦꯛꯁ ꯑꯣꯏꯕ ꯋꯥꯈꯜꯂꯣꯟꯁꯤꯡꯗꯒꯤ ꯂꯥꯞꯅ ꯂꯩꯒꯗꯕꯅꯤ꯫ ꯃꯁꯤ ꯊꯣꯏꯗꯣꯛ ꯍꯦꯟꯗꯣꯛꯄ ꯑꯣꯏꯒꯗꯕꯅꯤ ꯑꯃꯁꯨꯡ ꯑꯅꯤꯡꯕꯥ ꯑꯄꯥꯝꯕꯒꯤ ꯃꯐꯝ ꯑꯃꯠꯇꯥ ꯊꯝꯒꯗꯕꯅꯤ꯫ ꯀꯨꯞꯅꯥ ꯌꯦꯡꯁꯤꯟꯕꯥ: ꯏꯐꯦꯛꯇꯤꯕ ꯑꯣꯏꯕꯥ ꯃꯤꯁꯟ ꯁ꯭ꯇꯦꯠꯃꯦꯟꯇ ꯑꯃ ꯌꯥꯝꯅ ꯀꯨꯞꯅꯥ ꯑꯃꯁꯨꯡ ꯋꯥꯐꯝ ꯑꯗꯨꯗ ꯌꯧꯏ꯫ ꯃꯁꯤꯅ ꯀꯝꯄꯦꯅꯤ ꯑꯁꯤꯒꯤ ꯚꯦꯜꯌꯨꯁꯤꯡ ꯑꯃꯁꯨꯡ ꯄꯥꯟꯗꯝꯒꯤ ꯃꯔꯨꯑꯣꯏꯕ ꯑꯗꯨ ꯋꯥꯍꯩ ꯈꯔꯈꯛꯇꯗ ꯂꯧꯁꯤꯟꯒꯗꯕꯅꯤ꯫ ꯌꯥꯝꯅ ꯐꯖꯅꯥ ꯁꯦꯝ ꯁꯥꯕ ꯃꯤꯁꯟ ꯁ꯭ꯇꯦꯠꯃꯦꯟꯇ ꯑꯃ ꯌꯥꯝꯅ ꯊꯨꯅꯥ ꯑꯃꯁꯨꯡ ꯅꯤꯡꯁꯤꯡꯅꯤꯡꯉꯥꯏ ꯑꯣꯏ꯫ ꯏꯟꯁꯄꯤꯔꯦꯁꯟ: ꯏꯐꯦꯛꯇꯤꯕ ꯃꯤꯁꯟ ꯁ꯭ꯇꯦꯠꯃꯦꯟꯇ ꯑꯃꯅ ꯏꯃꯄꯂꯣꯌꯤꯁꯤꯡ ꯑꯃꯁꯨꯡ ꯁ꯭ꯇꯦꯛꯍꯣꯜꯗꯔꯁꯤꯡꯗ ꯏꯊꯤꯜ ꯄꯤꯒꯗꯕꯅꯤ ꯑꯃꯁꯨꯡ ꯃꯣꯇꯤꯕꯦꯠ ꯇꯧꯒꯗꯕꯅꯤ꯫ ꯃꯁꯤ ꯑꯦꯁ꯭ꯄꯤꯔꯦꯁꯅꯦꯜ ꯑꯣꯏꯒꯗꯕꯅꯤ ꯑꯃꯁꯨꯡ ꯀꯝꯄꯦꯅꯤ ꯑꯁꯤꯅ ꯀꯔꯤꯒꯤꯗꯃꯛꯇ ꯂꯦꯞꯂꯤꯕꯅꯣ, ꯑꯃꯁꯨꯡ ꯃꯁꯤꯅꯥ ꯀꯔꯤ ꯐꯪꯒꯅꯤ ꯍꯥꯏꯅ ꯑꯥꯁꯥ ꯇꯧꯔꯤꯕꯒꯦ ꯍꯥꯏꯕꯒꯤ ꯄꯤꯛꯆꯔ ꯑꯃ ꯄꯦꯟꯊꯣꯛꯀꯗꯕꯅꯤ꯫ ꯃꯔꯤ ꯄꯥꯟꯗꯝ ꯄꯨꯝꯅꯃꯛꯀꯤ ꯃꯊꯛꯇꯥ, ꯏꯐꯦꯛꯇꯤꯕ ꯃꯤꯁꯟ ꯁ꯭ꯇꯦꯠꯃꯦꯟꯇ ꯑꯃꯅ ꯀꯝꯄꯦꯅꯤꯒꯤ ꯄꯥꯟꯗꯝ ꯑꯗꯨ ꯃꯌꯦꯛ ꯁꯦꯡꯅꯥ ꯈꯪꯍꯟꯒꯗꯕꯅꯤ꯫ ꯃꯁꯤꯅ ꯀꯔꯤꯒꯤꯗꯃꯛꯇꯥ ꯀꯝꯄꯦꯅꯤ ꯑꯁꯤ ꯂꯩꯔꯤꯕꯅꯣ ꯑꯃꯁꯨꯡ ꯃꯁꯤꯅ ꯀꯔꯤ ꯄꯥꯡꯊꯣꯛꯅꯕ ꯄꯥꯟꯗꯝ ꯊꯝꯂꯤꯕꯅꯣ ꯍꯥꯏꯕꯗꯨ ꯈꯪꯍꯟꯒꯗꯕꯅꯤ꯫ ꯃꯤꯁꯟ ꯁ꯭ꯇꯦꯠꯃꯦꯟꯇ ꯑꯁꯤꯅ ꯋꯥꯔꯦꯞ ꯂꯧꯕꯗ ꯒꯥꯏꯗꯂꯥꯏꯟ ꯑꯃ ꯑꯣꯏꯅ ꯊꯕꯛ ꯇꯧꯒꯗꯕꯅꯤ ꯑꯃꯁꯨꯡ ꯑꯣꯔꯒꯥꯅꯥꯏꯖꯦꯁꯟ ꯑꯗꯨꯒꯤꯗꯃꯛꯇ ꯃꯥꯏꯀꯩ ꯄꯤꯒꯗꯕꯅꯤ꯫ ꯄꯪꯆ꯭ꯌꯨꯑꯦꯇꯦꯠ ꯏꯀꯌꯨꯂꯤꯕꯔꯤꯌꯝ ꯋꯥꯈꯜꯂꯣꯟ ꯑꯗꯨ ꯐꯣꯡꯗꯣꯛꯎ꯫ ꯄꯪꯆ꯭ꯌꯨꯑꯦꯇꯦꯠ ꯏꯀꯌꯨꯂꯤꯕꯤꯌꯝ ꯍꯥꯏꯕꯁꯤ ꯏꯚꯣꯂꯨꯁꯟꯅꯦꯔꯤ ꯊꯤꯑꯣꯔꯤꯕꯨ ꯈꯪꯅꯩ ꯃꯗꯨꯗꯤ ꯁ꯭ꯄꯦꯁꯤꯁꯁꯤꯡꯅꯥ ꯑꯄꯤꯛꯄꯥ ꯑꯍꯣꯡꯕꯁꯤꯡꯒꯤ ꯈꯨꯠꯊꯥꯡꯗ ꯇꯞꯅꯥ ꯇꯞꯅꯥ ꯍꯦꯟꯒꯠꯂꯛꯄꯒꯤ ꯃꯍꯨꯠꯇꯥ, ꯁ꯭ꯄꯦꯁꯤꯁꯁꯤꯡꯒꯤ ꯏꯚꯣꯂꯨꯁꯟ ꯑꯁꯤ ꯃꯁꯛ ꯊꯣꯛꯄꯥ ꯑꯍꯣꯡꯕꯥ ꯀꯌꯥ ꯌꯥꯝꯅ ꯊꯨꯅ ꯊꯣꯛꯄꯥ ꯊꯧꯗꯣꯛꯁꯤꯡꯅ ꯄꯪꯆ꯭ꯌꯨꯑꯦꯜ ꯑꯣꯏꯕ ꯃꯇꯝ ꯁꯥꯡꯅ ꯂꯦꯞꯄꯥ ꯂꯩꯇꯅ ꯊꯣꯛꯏ ꯍꯥꯏꯅ ꯂꯧꯏ꯫ ꯃꯁꯤꯒꯤ ꯋꯥꯈꯜꯂꯣꯟ ꯑꯁꯤ ꯄꯦꯂꯤꯑꯣꯟꯇꯣꯂꯣꯖꯤꯁ꯭ꯠ ꯅꯥꯏꯂꯁ ꯑꯦꯜꯗ꯭ꯔꯦꯖ ꯑꯃꯁꯨꯡ ꯁ꯭ꯇꯦꯐꯦꯟ ꯖꯦ ꯒꯧꯜꯗꯅꯂꯤꯁꯤꯡ ꯑꯃꯒ ꯆꯃꯥꯄꯜ ꯍꯨꯝꯗ꯭ꯔꯥꯅꯤꯊ‌ꯣꯏ ꯗꯥ ꯄꯨꯊꯣꯛꯈꯤꯕꯅꯤ, ꯃꯈꯣꯏꯅ ꯍꯥꯏꯈꯤ ꯃꯗꯨꯗꯤ ꯑꯍꯣꯡꯕ ꯑꯁꯤꯒꯤ ꯄꯣꯠꯁꯛꯁꯤꯡ ꯑꯁꯤ ꯃꯍꯧꯁꯥꯅ ꯑꯄꯤꯛꯄ, ꯇꯣꯈꯥꯏꯅ ꯂꯩꯕ ꯃꯤꯁꯤꯡꯗ ꯊꯣꯛꯏ ꯑꯃꯁꯨꯡ ꯃꯁꯤꯅꯥ ꯑꯅꯧꯕꯥ ꯃꯈꯜꯁꯤꯡ ꯁꯦꯝꯕꯥ ꯌꯥꯏ꯫ ꯃꯥꯏꯀꯩ ꯑꯃꯔꯣꯝꯗꯥ, ꯁ꯭ꯄꯦꯁꯤꯁꯀꯤ ꯃꯇꯝꯁꯤꯡ ꯑꯁꯤ ꯖꯤꯑꯣꯂꯣꯖꯤꯀꯦꯜ ꯃꯇꯝꯒꯤ ꯁꯥꯡꯂꯕꯥ ꯃꯇꯝꯒꯤ ꯃꯅꯨꯡꯗꯥ ꯁ꯭ꯄꯦꯁꯤꯁꯁꯤꯡꯅ ꯃꯣꯔꯐꯣꯂꯣꯖꯤꯀꯦꯜ ꯑꯣꯏꯅꯥ ꯂꯦꯡꯗꯅꯥ ꯂꯩꯕ ꯃꯇꯝꯁꯤꯡꯒ ꯃꯥꯟꯅꯩ, ꯃꯁꯤꯗ ꯏꯚꯣꯂꯨꯁꯅꯦꯔꯤ ꯍꯣꯡꯂꯛꯄꯥ ꯑꯁꯤ ꯌꯥꯝꯅ ꯇꯞꯅꯥ ꯅꯠꯇꯔꯒ ꯌꯥꯝꯅ ꯇꯞꯅꯥ ꯊꯣꯛꯇꯦ꯫ ꯄꯪꯆ꯭ꯌꯨꯑꯦꯇꯦꯠ ꯏꯀꯌꯨꯂꯤꯕꯔꯤꯌꯝ ꯑꯁꯤ ꯒ꯭ꯔꯦꯖꯨꯑꯦꯂꯤꯖꯝꯒꯤ ꯍꯦꯟꯅꯥ ꯇ꯭ꯔꯦꯗꯤꯁ꯭ꯅꯦꯜ ꯑꯣꯏꯕ ꯃꯤꯠꯌꯦꯡꯒ ꯃꯥꯟꯅꯗꯦ ꯑꯃꯁꯨꯡ ꯄ꯭ꯔ꯭ꯤꯊꯤꯕꯤꯗ ꯂꯩꯔꯤꯕ ꯄꯨꯟꯁꯤꯒꯤ ꯏꯚꯣꯂꯨꯁꯅꯦꯔꯤ ꯍꯤꯁ꯭ꯇꯔꯤ ꯑꯁꯤ ꯈꯪꯕꯗ ꯃꯔꯨꯑꯣꯏꯕ ꯋꯥꯈꯜꯂꯣꯟ ꯑꯃ ꯑꯣꯏꯔꯦ꯫